ꯃꯇꯝ ꯑꯃꯗ ꯏꯃꯤꯂꯤ ꯀꯧꯕꯥ ꯅꯍꯥ ꯑꯣꯏꯔꯤꯕꯤ ꯅꯨꯄꯤꯃꯆꯥ ꯑꯃꯒꯤ ꯄꯤꯅꯠ ꯀꯧꯕ ꯏꯁꯇꯐ ꯑꯦꯅꯤꯃꯦꯜ ꯏꯂꯤꯐꯦꯟꯇ ꯑꯃ ꯂꯩꯔꯝꯃꯤ꯫ ꯃꯁꯤ ꯃꯍꯥꯛꯀꯤ ꯈ꯭ꯋꯥꯏꯗꯒꯤ ꯄꯥꯝꯖꯕ ꯁꯥꯟꯅꯄꯣꯠꯅꯤ ꯑꯃꯁꯨꯡ ꯃꯍꯥꯛꯅ ꯆꯠꯈꯤꯕꯥ ꯃꯐꯝ ꯈꯨꯗꯤꯡꯃꯛꯇ ,ꯃꯃꯥꯒ ꯂꯣꯏꯅꯅ ꯒ꯭ꯔꯣꯁꯔꯤ ꯁꯣꯄꯤꯡ ꯇꯧꯕꯗꯒꯤ ꯍꯧꯔꯒꯥ ꯏꯃꯨꯡꯒꯤ ꯁꯨꯇꯤ ꯐꯥꯎꯕ ꯄꯨꯈꯤ꯫ ꯏꯃꯤꯂꯤꯅꯥ ꯄꯤꯅꯠꯇ ꯃꯍꯥꯛꯀꯤ ꯊꯣꯏꯗꯣꯛꯄ ꯋꯥꯐꯝ ꯄꯨꯝꯅꯃꯛ ꯍꯥꯏꯔꯝꯃꯤ ꯫ ꯅꯨꯃꯤꯠ ꯑꯃꯗꯥ ꯏꯃꯤꯂꯤꯅ ꯃꯍꯥꯛꯀꯤ ꯁꯣꯐꯥꯗ ꯂꯥꯏꯔꯤꯛ ꯑꯃ ꯄꯥꯕ ꯃꯇꯝꯗ ꯈꯪꯍꯧꯗꯅ ꯑꯉꯛꯄ ꯈꯣꯟꯖꯦꯜ ꯑꯃ ꯇꯥꯈꯤ꯫ ꯃꯍꯥꯛ ꯃꯤꯠꯌꯦꯡ ꯊꯝꯂꯒ ꯌꯦꯡꯕꯗꯥ ꯃꯅꯥ-ꯃꯁꯤꯡꯅꯥ ꯃꯍꯥꯛꯀꯤ ꯐꯃꯨꯡꯗꯒꯤ ꯊꯣꯔꯛꯄ ꯎꯈꯤ꯫ ꯃꯍꯥꯛꯅ ꯃꯗꯨ ꯂꯧꯊꯣꯛꯂꯒ ꯃꯍꯥꯛꯀꯤ ꯐꯃꯨꯡꯗ ꯑꯃꯨꯛ ꯍꯟꯅ ꯊꯝꯖꯤꯜꯂꯛꯄꯗ ꯃꯅꯥ-ꯃꯁꯤꯡ ꯑꯗꯨ ꯇꯣꯉꯥꯟꯕ ꯃꯑꯣꯡꯗ ꯎꯕ ꯐꯪꯈꯤ꯫ ꯏꯂꯤꯐꯦꯟꯇꯀꯤ ꯑꯉꯧꯕ ꯃꯆꯨꯗ ꯑꯄꯤꯛꯄ ꯃꯃꯤꯁꯤꯡ ꯂꯩꯔꯝꯃꯤ ꯑꯃꯁꯨꯡ ꯃꯗꯨꯒꯤ ꯅꯥꯀꯣꯡꯗ ꯑꯄꯤꯛꯄ ꯃꯃꯤ ꯑꯃ ꯂꯩꯔꯝꯃꯤ꯫ ꯏꯃꯤꯂꯤꯅ ꯃꯇꯧ ꯀꯔꯝꯅ ꯊꯣꯛꯈꯤꯕꯅꯣ ꯍꯥꯏꯅ ꯈꯟꯈꯤ꯫ ꯄꯤꯅꯠꯇ ꯌꯦꯡꯂꯒ ꯏꯃꯤꯂꯤꯅ ꯈꯪꯍꯧꯗꯅ ꯈꯣꯟꯖꯦꯜ ꯑꯃ ꯇꯥꯈꯤ꯫ ꯃꯁꯤ ꯃꯦꯖꯤꯛ ꯑꯣꯏꯅ ꯄꯨꯟꯁꯤꯗ ꯂꯥꯛꯈꯤꯕ ꯄꯤꯅꯠꯅꯤ꯫ ꯏꯃꯤꯂꯤꯅꯥ ꯑꯉꯛꯄ ꯐꯥꯎꯈꯤ ꯑꯃꯁꯨꯡ ꯅꯨꯡꯉꯥꯏꯈꯤ; ꯃꯍꯥꯛꯅ ꯃꯃꯥꯡꯗ ꯄꯤꯅꯠꯀꯤ ꯋꯥꯔꯤ ꯁꯥꯕꯥ ꯇꯥꯈꯤꯗ꯭ꯔꯤ꯫ ꯃꯗꯨꯒꯤ ꯃꯇꯨꯡꯗ ꯃꯅꯥ-ꯃꯁꯤꯡꯅ ꯏꯃꯤꯂꯤꯗ ꯃꯍꯥꯛꯅ ꯌꯦꯡꯂꯝꯗꯕ ꯃꯇꯝꯗ ꯊꯦꯡꯅꯈꯤꯕ ꯑꯦꯟꯇꯚꯦꯟꯆꯔ ꯄꯨꯝꯅꯃꯛ ꯑꯗꯨ ꯐꯣꯡꯗꯣꯛꯄ ꯍꯧꯔꯛꯈꯤ꯫ꯃꯅꯥ-ꯃꯁꯤꯡꯅ ꯏꯃꯤꯂꯤꯗꯥ ꯑꯃꯝꯕꯒꯤ ꯄꯣꯠꯁꯛ ꯃꯈꯥꯗ ꯂꯩꯕ ꯕꯦꯛꯌꯥꯔꯗ ꯑꯗꯨ ꯌꯦꯡꯁꯤꯟꯅꯕ ꯃꯍꯥꯛꯀꯤ ꯁꯣꯏꯐꯝꯗꯒꯤ ꯊꯣꯔꯛꯄꯥ ꯃꯇꯝ ꯑꯗꯨꯒꯤ ꯃꯇꯥꯡꯗꯥ ꯍꯥꯏꯔꯛꯈꯤ꯫ ꯃꯍꯥꯛ ꯃꯩꯁꯥꯒꯤ ꯀꯥꯡꯂꯨꯞ ꯑꯃꯒꯥ ꯎꯅꯈꯤ ꯑꯃꯁꯨꯡ ꯃꯈꯣꯏꯒ ꯂꯣꯏꯅꯅ ꯅꯨꯃꯤꯠ ꯈꯨꯗꯤꯡꯒꯤ ꯅꯥꯟꯊꯣꯛꯈꯤ꯫ ꯃꯍꯥꯛꯅꯥ ꯃꯍꯩ ꯃꯔꯣꯡꯗ ꯆꯦꯟꯊꯔꯛꯄꯗꯒꯤ ꯃꯍꯥꯛꯀꯤ ꯃꯆꯨ - ꯃꯆꯨꯒꯤ ꯐꯤꯔꯥꯜ ꯑꯗꯨ ꯐꯥꯎꯕꯥ ꯎꯠꯈꯤ꯫ ꯃꯅꯥ-ꯃꯁꯤꯡꯅ ꯃꯍꯥꯛꯄꯨ ꯌꯨꯝꯊꯣꯡ ꯈꯨꯗꯤꯡꯗꯒꯤ ꯂꯥꯛꯄꯥ ꯁꯥꯟꯅꯄꯣꯠ ꯁꯥ-ꯉꯥꯒꯤ ꯀꯥꯡꯂꯨꯞ ꯑꯃꯒꯥ ꯂꯣꯏꯅꯅ ꯏꯁꯤꯡ ꯅꯨꯡꯁꯤꯠꯀꯤ ꯑꯔꯣꯏꯕ ꯃꯐꯝ ꯊꯤꯅꯕ ꯍꯣꯠꯅꯕꯗ ꯌꯥꯎꯈꯤꯕ ꯃꯇꯝ ꯑꯗꯨꯒꯤ ꯃꯇꯥꯡꯗꯁꯨ ꯐꯣꯡꯗꯣꯛꯈꯤ꯫ꯃꯈꯣꯏꯅꯥ ꯇꯨꯔꯦꯜꯁꯤꯡ ꯂꯥꯟꯊꯣꯛꯈꯤ, ꯑꯃꯁꯨꯡ ꯑꯔꯣꯏꯕꯗ ꯏꯁꯤꯡꯒꯤ ꯏꯆꯦꯜꯒꯤ ꯑꯔꯣꯏꯕꯗꯥ ꯌꯧꯔꯛꯈꯤ, ꯃꯐꯝ ꯑꯗꯨꯗꯥ ꯃꯈꯣꯏꯅ ꯁꯅꯥꯒꯤ ꯄꯣꯠꯁꯛ ꯑꯃ ꯐꯪꯈꯤ꯫ ꯃꯅꯥ-ꯃꯁꯤꯡꯅ ꯁꯣꯚꯦꯅꯤꯌꯔ ꯑꯣꯏꯅ ꯁꯅꯥꯒꯤ ꯇꯛꯃꯥꯟ ꯑꯃꯥ ꯂꯧꯈꯤ, ꯃꯗꯨ ꯍꯧꯖꯤꯛꯇꯤ ꯃꯍꯥꯛꯅ ꯏꯃꯤꯂꯤꯗ ꯎꯠꯂꯦ꯫ ꯑꯦꯗꯚꯦꯟꯆꯔꯒꯤ ꯃꯇꯨꯡꯗꯥ ꯐꯪꯂꯛꯄꯅꯤ ꯍꯥꯏꯔꯛꯄ ꯃꯇꯝꯗ ꯏꯃꯤꯂꯤꯅ ꯑꯉꯛꯄ ꯐꯥꯎꯈꯤ꯫ ꯃꯍꯥꯛꯀꯤ ꯁ꯭ꯇꯐ ꯑꯦꯅꯤꯃꯦꯜ ꯑꯗꯨꯗ ꯅꯨꯡꯉꯥꯏꯕ ꯑꯃꯁꯨꯡ ꯑꯉꯛꯄꯥ ꯄꯣꯛꯍꯟꯕ ꯌꯥꯕ ꯄꯨꯟꯁꯤ ꯑꯃ ꯂꯩ ꯍꯥꯏꯕ ꯃꯍꯥꯛꯅ ꯈꯪꯈꯤ꯫ ꯃꯍꯥꯛꯅ ꯄꯤꯅꯠ ꯑꯁꯤ ꯃꯍꯥꯛꯀꯤ ꯃꯔꯨꯞ ꯑꯣꯏꯅ ꯂꯧꯕꯗ ꯊꯥꯒꯠꯄ ꯐꯣꯡꯗꯣꯛꯈꯤ ꯑꯃꯁꯨꯡ ꯃꯍꯥꯛꯄꯨ ꯍꯦꯟꯅꯥ ꯐꯕꯥ ꯃꯑꯣꯡꯗꯥ ꯌꯦꯡꯁꯤꯟꯅꯤ ꯍꯥꯏꯅ ꯋꯥꯁꯛꯈꯤ, ꯃꯍꯥꯛꯅ ꯃꯍꯥꯛꯀꯤ ꯑꯉꯛꯄꯥ ꯋꯥꯔꯤꯁꯤꯡ ꯂꯤꯕꯥ ꯃꯇꯝꯗ ꯃꯇꯝ ꯄꯨꯝꯅꯃꯛꯇꯥ ꯂꯩꯒꯅꯤ ꯍꯥꯏꯕ ꯈꯪꯈꯤ꯫ ꯅꯨꯃꯤꯠ ꯑꯗꯨꯗꯒꯤ ꯍꯧꯅ ꯏꯃꯤꯂꯤꯅ ꯑꯅꯧꯕ ꯊꯥꯒꯠꯄ ꯑꯃꯒ ꯂꯣꯏꯅꯅ ꯄꯤꯅꯠꯗ ꯌꯦꯡꯂꯛꯂꯦ꯫ ꯃꯍꯥꯛ ꯁꯨꯞꯅꯇꯒꯤ ꯁ꯭ꯇꯐ ꯑꯦꯅꯤꯃꯦꯜ ꯑꯣꯏꯔꯕꯁꯨ ꯃꯍꯥꯛꯀꯤ ꯊꯧꯅꯥ ꯐꯕ ꯑꯃꯁꯨꯡ ꯑꯦꯗꯚꯦꯟꯆꯔꯒꯤ ꯋꯥꯈꯜꯂꯣꯟ ꯑꯃ ꯂꯩ ꯍꯥꯏꯕ ꯃꯍꯥꯛꯅ ꯈꯪꯈꯤ꯫ ꯏꯃꯤꯂꯤꯅ ꯅꯣꯛꯈꯤ ꯑꯃꯁꯨꯡ ꯅꯨꯡꯉꯥꯏꯕ ꯐꯥꯎꯈꯤ ꯑꯃꯁꯨꯡ ꯃꯈꯣꯏꯅ ꯄꯨꯟꯅ ꯇꯧꯃꯤꯟꯅꯒꯗꯕ ꯑꯅꯧꯕ ꯑꯦꯗꯚꯦꯟꯆꯔ ꯄꯨꯝꯅꯃꯛ ꯃꯉꯣꯟꯗ ꯋꯥꯈꯜ ꯂꯥꯛꯈꯤ꯫